ꯀ꯭ꯔꯣꯅꯁꯅ ꯃꯍꯥꯛꯀꯤ ꯑꯄꯣꯛꯄ ꯃꯄꯥ ꯌꯨꯔꯥꯅꯁꯅ ꯂꯥꯢꯅꯤꯡꯊꯧ ꯑꯣꯢꯅ ꯄꯥꯟꯕꯁꯤꯗ ꯀꯂꯛꯇꯨꯅ ꯃꯄꯥꯒꯤ ꯃꯐꯝ ꯃꯨꯟꯅꯅꯕ ꯃꯄꯥꯒꯤ ꯃꯄꯥꯡꯒꯜ ꯃꯌꯦꯡ ꯇꯥꯔꯛꯅꯕ ꯃꯄꯥꯒꯤ ꯆꯥꯗꯥ-ꯅꯥꯎꯗꯥ ꯃꯈꯥ ꯁꯝꯊꯔꯛꯇꯅꯕ ꯍꯥꯢꯗꯨꯅ ꯃꯍꯥꯛꯀꯤ ꯑꯄꯣꯛꯄ ꯃꯄꯥꯒꯤ ꯃꯇꯨꯔꯨꯝ ꯑꯅꯤ ꯑꯗꯨ ꯀꯛꯊꯠꯇꯨꯅ ꯏꯁꯤꯡꯗ ꯂꯪꯊꯈꯤ꯫ ꯒ꯭ꯔꯤꯛꯀꯤ ꯊꯥꯏꯅꯒꯤ ꯋꯥꯔꯤꯗ, ꯀ꯭ꯔꯣꯅꯁ (ꯀ꯭ꯔꯣꯅꯣꯁ ꯍꯥꯏꯅꯁꯨ ꯏꯕ) ꯑꯁꯤ ꯇꯥꯏꯇꯟ ꯑꯃꯅꯤ ꯑꯃꯁꯨꯡ ꯌꯨꯔꯦꯅꯁ (ꯍꯦꯚꯦꯟꯁ꯭ꯀꯥꯏ) ꯑꯃꯁꯨꯡ ꯒꯥꯏꯌꯥ (ꯃꯥꯂꯦꯝ)ꯒꯤ ꯃꯆꯥꯅꯨꯄꯥ ꯑꯇꯣꯟꯕ ꯑꯃꯅꯤ꯫ ꯃꯍꯥꯛꯅ ꯌꯨꯔꯦꯅꯁꯄꯨ ꯐꯝꯕꯥꯜꯗꯒꯤ ꯂꯧꯊꯣꯛꯈꯤ ꯑꯃꯁꯨꯡ ꯃꯍꯥꯛꯀꯤ ꯃꯆꯤꯟ-ꯃꯅꯥꯎ ꯅꯨꯄꯥꯁꯤꯡ ꯑꯃꯁꯨꯡ ꯃꯔꯨꯞ ꯇꯥꯏꯇꯟꯁꯤꯡꯒꯤ ꯃꯊꯛꯇ ꯂꯩꯉꯥꯛꯂꯗꯨꯅ ꯃꯥꯂꯦꯝꯒꯤ ꯑꯍꯥꯟꯕ ꯅꯤꯡꯊꯧ ꯑꯣꯏꯈꯤ꯫ ꯀ꯭ꯔꯣꯅꯁꯅ ꯃꯍꯥꯛꯀꯤ ꯃꯆꯦ ꯔꯤꯌꯥꯒ ꯂꯨꯍꯣꯡꯈꯤ ꯑꯃꯁꯨꯡ ꯑꯔꯣꯏꯕꯗ ꯃꯍꯥꯛꯀꯤ ꯃꯆꯥꯅꯨꯄꯥ ꯖ꯭ꯌꯨꯁꯅ ꯃꯥꯏꯊꯤꯕ ꯄꯤꯈꯤ꯫ ꯀ꯭ꯔꯣꯅꯁꯀꯤ ꯍꯧꯔꯛꯐꯝꯒꯤ ꯋꯥꯔꯤ ꯑꯁꯤ ꯍꯦꯁꯤꯑꯣꯗꯀꯤ (ꯈ꯭ꯔꯤꯁ꯭ꯇꯒꯤ ꯃꯃꯥꯡ ꯆꯍꯤ ꯆꯥꯇ꯭ꯔꯦꯠ) ꯊꯤꯌꯣꯒꯣꯅꯤꯗ ꯈ꯭ꯋꯥꯏꯗꯒꯤ ꯃꯃꯤꯡ ꯆꯠꯂꯤ꯫ ꯃꯍꯥꯛ ꯑꯁꯤ ꯔꯣꯃꯥꯟꯒꯤ ꯂꯥꯏ ꯁꯦꯇ꯭ꯔꯟ, ꯏꯖꯤꯞꯀꯤ ꯂꯥꯏ ꯒꯦꯕ, ꯐꯣꯏꯅꯤꯁꯤꯌꯥꯟ ꯑꯦꯜ, ꯑꯃꯁꯨꯡ ꯍꯤꯠꯇꯥꯏꯠꯍꯨꯔꯤꯌꯟꯒꯤ ꯂꯥꯏ ꯀꯨꯃꯥꯔꯕꯤꯒ ꯃꯔꯤ ꯂꯩꯅꯩ꯫ ꯄꯣꯛꯄ ꯏꯃꯨꯡ ꯍꯦꯁꯤꯌꯣꯗꯀꯤ ꯃꯇꯨꯡ ꯏꯟꯅ ꯀ꯭ꯔꯣꯅꯁ ꯑꯁꯤ ꯌꯨꯔꯦꯅꯁꯀꯤ ꯈ꯭ꯋꯥꯏꯗꯒꯤ ꯑꯇꯣꯟꯕ ꯃꯆꯥꯅꯤ, ꯁꯔꯒ ꯑꯃꯁꯨꯡ ꯑꯇꯤꯌꯥꯒꯤ ꯄ꯭ꯔꯥꯏꯃꯣꯔꯗꯤꯌꯦꯜ ꯂꯥꯏ, ꯑꯃꯁꯨꯡ ꯃꯥꯂꯦꯝꯒꯤ ꯄ꯭ꯔꯥꯏꯃꯣꯔꯗꯤꯌꯦꯜ ꯂꯥꯏ ꯒꯥꯏꯌꯥꯅꯤ꯫ ꯌꯨꯔꯦꯅꯁ ꯑꯃꯁꯨꯡ ꯒꯥꯏꯌꯥꯗ ꯅꯨꯄꯥ ꯇꯥꯏꯇꯟ ꯇꯔꯨꯛ ꯑꯃꯁꯨꯡ ꯅꯨꯄꯤ ꯇꯥꯏꯇꯟꯁ ꯇꯔꯨꯛ (ꯇꯥꯏꯇꯥꯅꯥꯏꯗꯁ) ꯂꯩꯈꯤ꯫ ꯇꯥꯏꯇꯟꯁꯤꯡ ꯑꯁꯤ ꯀꯂꯥꯗ ꯌꯥꯝꯅ ꯇꯥꯡꯅ ꯎꯠꯂꯤ ꯑꯃꯁꯨꯡ ꯑꯔꯤꯕ ꯋꯥꯔꯤ ꯀꯌꯥꯗ ꯐꯪꯗꯦ꯫ ꯑꯗꯨꯝ ꯑꯣꯏꯅꯃꯛ ꯃꯈꯣꯏꯅ ꯑꯣꯂꯤꯝꯄꯤꯌꯟꯒꯤ ꯂꯥꯏꯁꯤꯡꯒꯤ ꯁꯦꯝꯒꯠꯄꯒꯤ ꯋꯥꯔꯤꯗ ꯇꯉꯥꯏꯐꯗꯕ ꯊꯧꯗꯥꯡ ꯂꯧꯈꯤ꯫ ꯌꯨꯔꯦꯅꯁ ꯑꯃꯁꯨꯡ ꯒꯥꯏꯌꯥꯅ ꯁꯥꯏꯀ꯭ꯂꯣꯄꯤꯁ (ꯃꯤꯠ ꯑꯃ ꯂꯩꯕ ꯑꯆꯧꯕꯁꯤꯡ) ꯑꯃꯁꯨꯡ ꯍꯦꯀꯥꯇꯣꯟꯆꯤꯔꯦꯁ (ꯈꯨꯠ ꯆꯥꯝꯃ ꯂꯩꯕ ꯑꯆꯧꯕꯁꯤꯡ) ꯑꯁꯤꯁꯨ ꯄꯣꯛꯈꯤ꯫ ꯀ꯭ꯔꯣꯅꯁ, ꯌꯨꯔꯦꯅꯁ, ꯑꯃꯁꯨꯡ ꯒꯥꯏꯌꯥꯒꯤ ꯑꯉꯥꯡ ꯀꯌꯥ ꯂꯩꯔꯕꯁꯨ ꯌꯨꯔꯦꯅꯁꯅ ꯃꯈꯣꯏꯕꯨ ꯏꯀꯥꯏ ꯈꯨꯝꯅꯈꯤ ꯑꯃꯁꯨꯡ ꯃꯥꯂꯦꯝꯒꯤ ꯃꯈꯥꯗ ꯂꯣꯠꯁꯤꯟꯈꯤ꯫ ꯃꯔꯝ ꯑꯗꯨꯅ ꯃꯈꯣꯏꯅ ꯅꯨꯃꯤꯠꯀꯤ ꯃꯉꯥꯜ ꯀꯩꯗꯧꯅꯨꯡꯗ ꯎꯈꯤꯗꯦ꯫ ꯒꯥꯏꯌꯥꯅ ꯃꯍꯥꯛꯀꯤ ꯃꯆꯥꯁꯤꯡꯕꯨ ꯀꯔꯝꯅ ꯇꯧꯔꯤꯕꯒꯦ ꯍꯥꯏꯕꯗꯨ ꯅꯨꯡꯁꯤꯗꯦ ꯑꯃꯁꯨꯡ ꯃꯈꯣꯏꯕꯨ ꯀꯟꯅꯕ ꯊꯧꯔꯥꯡ ꯑꯃ ꯁꯦꯝꯈꯤ꯫ ꯃꯍꯥꯛꯅ ꯎꯠ ꯃꯆꯨꯒꯤ ꯁ꯭ꯇꯤꯜ ꯄꯨꯊꯣꯛꯈꯤ ꯑꯃꯁꯨꯡ ꯑꯀꯟꯕ ꯎꯔꯤ ꯑꯃ ꯁꯦꯝꯈꯤ꯫ ꯃꯍꯥꯛꯅ ꯃꯍꯥꯛꯀꯤ ꯃꯆꯥꯁꯤꯡꯗ ꯃꯍꯥꯛꯀꯤ ꯊꯧꯔꯥꯡꯒꯤ ꯃꯇꯥꯡꯗ ꯍꯥꯏꯈꯤ, ꯑꯗꯨꯕꯨ ꯃꯈꯣꯏꯅ ꯃꯈꯣꯏꯒꯤ ꯃꯄꯥꯡꯒꯜ ꯀꯟꯕ ꯃꯄꯥꯒꯤ ꯃꯥꯌꯣꯛꯇ ꯂꯦꯞꯄꯒꯤ ꯑꯀꯤꯕ ꯂꯩꯈꯤ꯫ ꯀ꯭ꯔꯣꯅꯁ ꯑꯁꯤ ꯃꯍꯥꯛꯀꯤ ꯃꯃꯥꯕꯨ ꯃꯇꯦꯡ ꯄꯥꯡꯅꯕ ꯃꯁꯥꯅ ꯃꯇꯦꯡ ꯄꯥꯡꯈꯤꯕ ꯑꯃꯠꯇ ꯉꯥꯏꯔꯕ ꯃꯤꯑꯣꯏ ꯑꯗꯨꯅꯤ, ꯃꯔꯝꯗꯤ ꯃꯍꯥꯛ ꯃꯍꯥꯛꯀꯤ ꯃꯄꯥꯒꯤ ꯁꯛꯇꯤꯗ ꯏꯀꯥꯏ ꯈꯨꯝꯅꯔꯝꯃꯤ꯫ ꯒꯥꯏꯌꯥꯅ ꯀ꯭ꯔꯣꯅꯁꯇ ꯃꯍꯥꯛꯀꯤ ꯐꯃꯨꯡꯒꯤ ꯀꯥꯗ ꯂꯣꯠꯅꯕ ꯍꯥꯏꯈꯤ ꯃꯔꯝꯗꯤ ꯌꯨꯔꯦꯅꯁꯅ ꯅꯨꯃꯤꯗꯥꯡ ꯑꯗꯨꯗ ꯃꯍꯥꯛꯄꯨ ꯎꯅꯕ ꯂꯥꯛꯀꯅꯤ꯫ ꯀ꯭ꯔꯣꯅꯁꯅ ꯊꯥꯡꯒꯣꯜ ꯑꯗꯨ ꯄꯥꯏꯗꯨꯅ ꯑꯃꯁꯨꯡ ꯃꯍꯥꯛꯀꯤ ꯃꯃꯥꯒꯤ ꯊꯧꯔꯥꯡ ꯑꯗꯨ ꯄꯥꯡꯊꯣꯛꯅꯕ ꯁꯦꯝ ꯁꯥꯗꯨꯅ ꯂꯣꯠꯈꯤ꯫ ꯅꯨꯡꯉꯥꯏꯇꯕ ꯌꯨꯔꯦꯅꯁꯅ ꯒꯥꯏꯌꯥꯕꯨ ꯅꯨꯡꯁꯤꯅꯕ ꯍꯣꯠꯅꯈꯤꯕ ꯃꯇꯝꯗ, ꯀ꯭ꯔꯣꯅꯁꯅ ꯃꯍꯥꯛꯀꯤ ꯃꯄꯥꯒꯤ ꯍꯛꯆꯥꯡꯒꯤ ꯁꯔꯨꯛꯁꯤꯡ ꯀꯛꯊꯠꯇꯨꯅ ꯊꯣꯝꯈꯤ꯫ ꯏ ꯑꯗꯨ ꯑꯦꯔꯤꯟꯌꯦꯁ (ꯐ꯭ꯌꯨꯔꯤꯁ) ꯄꯣꯛꯈꯤꯕ ꯒꯥꯏꯌꯥꯗ ꯇꯥꯈꯤ꯫ ꯀ꯭ꯔꯣꯅꯁꯅ ꯍꯛꯆꯥꯡꯒꯤ ꯁꯔꯨꯛꯁꯤꯡ ꯑꯗꯨ ꯃꯍꯥꯛꯀꯤ ꯃꯅꯤꯡꯗ ꯂꯩꯕ ꯁꯃꯨꯗ꯭ꯔꯗ ꯂꯪꯊꯈꯤ, ꯃꯐꯝ ꯑꯗꯨꯗ ꯃꯈꯣꯏꯅ ꯑꯔꯣꯏꯕꯗ ꯁꯥꯏꯄ꯭ꯔꯁꯇ ꯆꯠꯈꯤ꯫ ꯃꯇꯨꯡ ꯇꯥꯔꯛꯄꯗ ꯍꯛꯆꯥꯡꯒꯤ ꯁꯔꯨꯛꯇꯒꯤ ꯐꯣꯝ ꯑꯁꯤꯅ ꯃꯔꯝ ꯑꯣꯏꯗꯨꯅ ꯂꯥꯏꯔꯦꯝꯕꯤ ꯑꯦꯐ꯭ꯔꯣꯗꯥꯏꯠ ꯄꯣꯛꯀꯅꯤ꯫ ꯀ꯭ꯔꯣꯅꯁ ꯑꯁꯤ ꯃꯥꯂꯦꯝꯒꯤ ꯅꯤꯡꯊꯧ ꯑꯣꯏꯅ ꯀ꯭ꯔꯣꯅꯁꯅ ꯃꯍꯥꯛꯀꯤ ꯃꯄꯥꯕꯨ ꯁꯥꯏꯀ꯭ꯂꯣꯞꯁ ꯑꯃꯁꯨꯡ ꯍꯦꯀꯥꯇꯣꯟꯆꯤꯔꯦꯁꯀ ꯂꯣꯏꯅꯅ ꯁꯨꯔꯨꯡꯁꯤꯡꯗ ꯇꯥꯔꯇꯥꯔꯁ (ꯁꯥꯊꯤꯕ ꯂꯝꯗꯝ)ꯗ ꯌꯥꯝꯅ ꯂꯨꯅ ꯐꯥꯖꯤꯟꯗꯨꯅ ꯊꯝꯈꯤ꯫ ꯃꯍꯥꯛꯀꯤ ꯃꯄꯥꯕꯨꯡ ꯍꯧꯖꯤꯛ ꯂꯝꯕꯤꯗꯒꯤ ꯂꯥꯞꯊꯣꯛꯈꯤꯕꯒ ꯂꯣꯏꯅꯅ, ꯀ꯭ꯔꯣꯅꯁꯅ ꯃꯥꯂꯦꯝꯒꯤ ꯑꯍꯥꯟꯕ ꯅꯤꯡꯊꯧ ꯑꯣꯏꯈꯤ꯫ ꯃꯍꯥꯛꯅ ꯌꯨꯔꯦꯅꯁꯇꯒꯤ ꯑꯇꯤꯌꯥ ꯑꯃꯁꯨꯡ ꯒꯥꯏꯌꯥꯗꯒꯤ ꯃꯥꯂꯦꯝ ꯑꯗꯨ ꯂꯧꯈꯤ ꯑꯃꯁꯨꯡ ꯃꯍꯥꯛꯀꯤ ꯃꯆꯤꯟ-ꯃꯅꯥꯎ ꯅꯨꯄꯥ ꯑꯣꯁꯤꯅꯁ ꯑꯃꯁꯨꯡ ꯇꯦꯊꯤꯁꯄꯨ ꯁꯃꯨꯗ꯭ꯔꯒꯤ ꯃꯊꯛꯇ ꯂꯥꯛꯁꯤꯟꯅꯕ ꯀꯤꯍꯟꯈꯤ꯫ ꯃꯍꯥꯛꯅ ꯀꯅꯥꯒꯨꯝꯕ ꯑꯃꯠꯇꯗ ꯊꯥꯖꯕ ꯊꯝꯈꯤꯗꯦ ꯑꯃꯁꯨꯡ ꯃꯁꯥ ꯃꯊꯟꯇ ꯁꯥꯁꯟ ꯇꯧꯈꯤ꯫ ꯀ꯭ꯔꯣꯅꯁꯀꯤ ꯂꯩꯉꯥꯛ ꯑꯁꯤ ꯁꯅꯥꯒꯤ ꯃꯇꯝ ꯍꯥꯏꯅ ꯂꯧꯅꯔꯝꯃꯤ꯫ ꯃꯁꯤ ꯂꯥꯏꯅ ꯄꯨꯛꯅꯤꯡ ꯆꯪꯕ ꯅꯠꯇ꯭ꯔꯒ ꯑꯋꯥꯕ ꯑꯃꯠꯇ ꯂꯩꯇꯕ ꯃꯇꯝ ꯑꯃꯅꯤ꯫ ꯒꯣꯜꯗꯟ ꯔꯦꯁ ꯍꯥꯏꯅ ꯈꯪꯅꯕ ꯃꯤꯌꯥꯝ ꯑꯗꯨ ꯍꯔꯥꯎꯔꯝꯃꯤ ꯑꯃꯁꯨꯡ ꯃꯈꯣꯏꯅ ꯂꯩꯈꯤꯗ꯭ꯔꯕ ꯃꯇꯨꯡꯗ ꯃꯈꯣꯏ ꯊꯋꯥꯏ ꯑꯣꯏꯔꯛꯈꯤ ꯑꯃꯁꯨꯡ ꯃꯈꯣꯏꯒꯤ ꯅꯨꯡꯁꯤꯖꯔꯕꯁꯤꯡꯕꯨ ꯌꯦꯡꯁꯤꯟꯕ ꯉꯝꯈꯤ꯫ ꯍꯤꯔꯣ ꯈꯔꯅ ꯁꯤꯗꯅꯕ ꯈꯟꯈꯤ ꯑꯗꯨꯕꯨ ꯃꯗꯨꯒꯤ ꯃꯍꯨꯠꯇ ꯃꯥꯂꯦꯝꯒꯤ ꯑꯔꯣꯏꯕꯗ ꯂꯩꯕ ꯑꯥꯏꯜꯁ ꯑꯣꯐ ꯗ ꯕ꯭ꯂꯦꯁꯗ ꯄꯨꯈꯤ, ꯃꯗꯨ ꯀ꯭ꯔꯣꯅꯁꯅꯁꯨ ꯁꯥꯁꯟ ꯇꯧꯈꯤ꯫